ꯅꯥꯏꯛꯁ ꯅꯣꯛꯁ ꯅꯠꯇ꯭ꯔꯒ ꯅꯥꯏꯠ ꯍꯥꯏꯅꯁꯨ ꯈꯪꯅꯕ ꯑꯁꯤ ꯒ꯭ꯔꯤꯛꯀꯤ ꯑꯔꯤꯕ ꯋꯥꯔꯤꯗ ꯑꯍꯤꯡꯒꯤ ꯃꯤꯁꯛ ꯑꯃꯅꯤ꯫ ꯀꯦꯑꯣꯁ ꯚꯣꯏꯗ ꯗꯒꯤ ꯂꯥꯛꯄ ꯅꯥꯏꯛꯁ ꯑꯁꯤ ꯄ꯭ꯔꯥꯏꯃꯣꯔꯗꯤꯌꯦꯜ ꯂꯥꯏ ꯄ꯭ꯔꯣꯇꯣꯖꯦꯅꯣꯏ ꯑꯃꯅꯤ꯫ ꯄ꯭ꯔꯣꯇꯣꯖꯦꯅꯣꯏ ꯑꯁꯤꯅ ꯃꯥꯂꯦꯝꯒꯤ ꯐꯤꯖꯤꯀꯦꯜ ꯑꯃꯁꯨꯡ ꯏꯂꯤꯃꯦꯟꯇꯜ ꯐꯣꯔ꯭ꯁꯁꯤꯡ ꯎꯠꯂꯤ ꯑꯃꯁꯨꯡ ꯒ꯭ꯔꯤꯛꯀꯤ ꯊꯥꯏꯅꯒꯤ ꯋꯥꯔꯤꯗꯒꯤ ꯂꯥꯛꯄ ꯂꯥꯏꯁꯤꯡ ꯍꯤꯔꯣꯁꯤꯡ ꯑꯃꯁꯨꯡ ꯍꯤꯡꯆꯥꯕꯁꯤꯡ ꯄꯨꯝꯅꯃꯛꯇꯒꯤ ꯍꯧꯔꯛꯄ ꯂꯥꯏꯒꯤ ꯑꯣꯏꯕ ꯖꯤꯕꯁꯤꯡꯒꯤ ꯑꯍꯥꯟꯕ ꯃꯊꯪ ꯃꯅꯥꯎ ꯌꯥꯎꯋꯤ꯫ ꯃꯍꯥꯛꯄꯨ ꯒ꯭ꯔꯤꯛꯀꯤ ꯊꯥꯏꯅꯒꯤ ꯋꯥꯔꯤꯗ ꯆꯥꯡꯗꯝꯅꯕꯗ ꯑꯄꯤꯛꯄ ꯃꯤꯁꯛ ꯑꯃ ꯑꯣꯏꯅ ꯂꯧꯅꯔꯕꯁꯨ ꯅꯥꯏꯠꯀꯤ ꯃꯤꯁꯛ ꯑꯣꯏꯅ ꯅꯥꯏꯛꯁꯅ ꯑꯆꯧꯕ ꯁꯛꯇꯤ ꯂꯩ꯫ ꯅꯥꯏꯛꯁꯀꯤ ꯁꯛꯇꯤ ꯑꯁꯤ ꯍꯣꯃꯔꯒꯤ ꯏꯂꯤꯌꯥꯗꯇ ꯈ꯭ꯋꯥꯏꯗꯒꯤ ꯃꯌꯦꯛ ꯁꯦꯡꯅ ꯎꯕ ꯐꯪꯕ ꯌꯥꯏ ꯃꯐꯝ ꯑꯗꯨꯗ ꯑꯩꯈꯣꯏꯅ ꯃꯄꯥꯡꯒꯜ ꯀꯟꯕ ꯖꯤꯎꯁ ꯕꯣꯜꯛ ꯑꯗꯨ ꯅꯥꯏꯛꯁ ꯂꯥꯟꯊꯣꯛꯄꯒꯤ ꯋꯥꯈꯜꯂꯣꯟꯗ ꯎꯕ ꯐꯪꯉꯤ꯫ ꯅꯥꯏꯛ꯭ꯁꯅ ꯑꯃꯨꯕ ꯃꯆꯨꯒꯤ ꯐꯤꯖꯣꯜ ꯁꯦꯠꯂꯒ ꯔꯊ ꯑꯃ ꯊꯧꯔꯤ ꯃꯗꯨꯗ ꯁ꯭ꯇꯥꯔꯤ ꯅꯠꯇ꯭ꯔꯒ ꯑꯃꯨꯕ ꯐꯤꯖꯣꯜ ꯑꯃ ꯌꯥꯎꯋꯤ ꯑꯃꯁꯨꯡ ꯃꯍꯥꯛꯄꯨ ꯇꯨꯡ ꯏꯟꯗꯨꯅ ꯆꯠꯂꯤ꯫ ꯃꯍꯥꯛ ꯇꯥꯔꯇꯥꯔꯁꯇ ꯂꯩ ꯑꯟꯗꯔꯋꯥꯔꯜꯗꯀꯤ ꯈ꯭ꯋꯥꯏꯗꯒꯤ ꯂꯨꯕ ꯁꯔꯨꯛ ꯃꯍꯥꯛꯀꯤ ꯃꯆꯥꯅꯨꯄꯤ ꯍꯦꯃꯦꯔꯥ ꯅꯨꯃꯤꯠꯒ ꯂꯣꯏꯅꯅ꯫ ꯑꯅꯤ ꯑꯁꯤ ꯀꯩꯗꯧꯅꯨꯡꯗ ꯎꯅꯗꯦ ꯑꯗꯨꯝ ꯑꯣꯏꯅꯃꯛ ꯅꯥꯏꯛꯁꯅ ꯃꯁꯤꯗ ꯆꯪꯂꯛꯄꯒꯨꯝꯅ ꯍꯦꯃꯦꯔꯥꯅ ꯇꯥꯔꯇꯥꯔꯁ ꯊꯥꯗꯣꯛꯏ ꯑꯃꯁꯨꯡ ꯅꯥꯏꯛꯁꯅ ꯊꯥꯗꯣꯛꯂꯛꯄ ꯃꯇꯝꯗ ꯍꯜꯂꯛꯏ꯫ ꯒ꯭ꯔꯤꯛꯀꯤ ꯊꯥꯏꯅꯒꯤ ꯋꯥꯔꯤꯗ ꯅꯥꯏꯛꯁꯀꯤ ꯈ꯭ꯋꯥꯏꯗꯒꯤ ꯃꯃꯤꯡ ꯆꯠꯄ ꯂꯥꯏꯌꯦꯛꯁꯤꯡ ꯑꯁꯤ ꯍꯦꯁꯤꯑꯣꯗꯅ ꯏꯕ ꯊꯤꯌꯣꯒꯣꯅꯤꯗ ꯈ꯭ꯔꯤꯁ꯭ꯇꯒꯤ ꯃꯃꯥꯡ ꯆꯍꯤ ꯆꯥꯇ꯭ꯔꯦꯠ ꯑꯃꯁꯨꯡ ꯍꯣꯃꯔꯒꯤ ꯏꯂꯤꯌꯥꯗꯇ ꯈ꯭ꯔꯤꯁ꯭ꯇꯒꯤ ꯃꯃꯥꯡ ꯆꯍꯤ ꯆꯥꯇ꯭ꯔꯦꯠ ꯌꯥꯡꯈꯩꯗꯐꯪꯏ꯫ ꯂꯥꯏꯁꯤꯡꯒꯤ ꯁꯦꯝꯕ ꯍꯦꯁꯤꯌꯣꯗꯅ ꯃꯍꯥꯛꯀꯤ ꯁꯦꯝꯒꯠꯄꯒꯤ ꯋꯥꯔꯤ ꯊꯤꯌꯣꯒꯣꯅꯤꯗ ꯅꯥꯏꯛꯁꯀꯤ ꯃꯇꯥꯡꯗ ꯀꯌꯥꯔꯛ ꯄꯟꯈꯤ ꯃꯗꯨꯗ ꯃꯍꯥꯛꯅ ꯒ꯭ꯔꯤꯛꯀꯤ ꯂꯥꯏ ꯑꯃꯁꯨꯡ ꯂꯥꯏꯔꯦꯝꯕꯤꯁꯤꯡꯒꯤ ꯍꯧꯔꯛꯐꯝꯒꯤ ꯃꯇꯥꯡꯗ ꯋꯥꯔꯤ ꯁꯥꯔꯤ ꯅꯥꯏꯛ꯭ꯁꯅ ꯃꯈꯥ ꯇꯥꯅ ꯃꯁꯥꯒꯤ ꯑꯣꯏꯕ ꯑꯉꯥꯡ ꯀꯌꯥ ꯂꯩꯈꯤ ꯈꯔꯅ ꯃꯤꯅꯨꯡꯁꯤ ꯂꯩꯇꯕ ꯑꯃꯁꯨꯡ ꯑꯇꯣꯞꯄ ꯈꯔꯅ ꯌꯥꯝꯅ ꯁꯥꯊꯤꯕ ꯑꯣꯏꯈꯤ꯫ ꯏꯔꯦꯕꯁꯀ ꯂꯣꯏꯅꯅ ꯒꯦꯔꯥꯁ ꯑꯔꯤꯕ ꯃꯇꯝ ꯏꯔꯦꯕꯁꯀ ꯂꯣꯏꯅꯅ ꯅꯦꯃꯦꯁꯤꯁ ꯔꯤꯇ꯭ꯔꯤꯕ꯭ꯌꯨꯁꯟ ꯏꯔꯦꯕꯁꯀ ꯂꯣꯏꯅꯅ ꯍꯤꯞꯅꯣꯁ ꯇꯨꯝꯕ ꯑꯣꯅꯦꯔꯣꯏ ꯃꯪꯂꯥꯟ ꯐꯣꯕꯦꯇꯔ ꯅꯥꯏꯠꯃꯦꯔ꯭ꯁ ꯏꯔꯦꯕꯁꯀ ꯂꯣꯏꯅꯅ ꯊꯥꯅꯥꯇꯣꯁ ꯁꯤꯕ ꯏꯔꯦꯕꯁꯀ ꯂꯣꯏꯅꯅ ꯍꯦꯁꯄꯦꯔꯤꯗꯁ ꯃꯆꯥꯅꯨꯄꯤ ꯑꯣꯐ ꯗ ꯏꯚꯤꯅꯤꯡ ꯑꯔꯤꯕ ꯋꯥꯔꯤ ꯈꯔꯅ ꯃꯈꯣꯏꯒꯤ ꯃꯃꯥ ꯃꯄꯥꯕꯨ ꯑꯦꯠꯂꯥꯁ ꯑꯃꯁꯨꯡ ꯍꯦꯁꯄꯦꯔꯤꯁ ꯅꯠꯇ꯭ꯔꯒ ꯐꯣꯔꯁꯤꯁ ꯑꯃꯁꯨꯡ ꯁꯦꯇꯣ ꯍꯥꯏꯅ ꯄꯔꯤꯡ ꯁꯦꯝꯃꯤ꯫ ꯏꯔꯦꯕꯁꯀ ꯂꯣꯏꯅꯅ ꯑꯄꯥꯇꯦ ꯅꯝꯊꯥꯛ ꯇꯧꯕ ꯃꯣꯔꯣꯁ ꯗꯨꯝ ꯅꯨꯄꯥꯒꯤ ꯏꯟꯇꯔꯚꯦꯟꯁꯟ ꯌꯥꯎꯗꯅ ꯄꯣꯛꯈꯤꯕ ꯏꯔꯦꯕꯁꯀ ꯂꯣꯏꯅꯅ ꯇ꯭ꯋꯤꯟ꯭ꯁ ꯑꯣꯏꯖꯤꯁ ꯃꯤꯁꯦꯔꯤ ꯗꯤꯄ꯭ꯔꯦꯁꯟ ꯑꯃꯁꯨꯡ ꯑꯦꯟꯖꯥꯏꯇꯤ ꯑꯃꯁꯨꯡ ꯃꯣꯃꯣꯁ ꯃꯣꯀꯦꯔꯤ ꯁ꯭ꯀꯣꯔ꯭ꯟ, ꯑꯃꯁꯨꯡ ꯕ꯭ꯂꯦꯝ ꯏꯔꯦꯕꯁꯀ ꯂꯣꯏꯅꯅ ꯃꯣꯔꯥꯏ ꯐꯦꯠꯁ꯫ ꯑꯣꯔꯐꯤꯛ ꯁꯦꯝ ꯁꯥꯕꯒꯤ ꯋꯥꯔꯤ ꯅꯥꯏꯛꯁ ꯑꯁꯤ ꯑꯣꯔꯐꯤꯛ ꯀ꯭ꯔꯤꯌꯦꯁꯟ ꯁ꯭ꯇꯣꯔꯤꯁꯤꯡꯗ ꯃꯥꯂꯦꯝꯒꯤ ꯃꯑꯣꯡ ꯃꯇꯧ ꯑꯃꯁꯨꯡ ꯂꯥꯏꯕꯛꯀꯤ ꯃꯇꯥꯡꯗ ꯄꯥꯎꯇꯥꯛ ꯄꯤꯈꯤꯕ ꯊꯥꯏꯅꯒꯤ ꯋꯥꯔꯤꯒꯤ ꯁꯩꯔꯦꯡ ꯏꯕ ꯑꯣꯔꯐꯤꯌꯁꯀꯤ ꯇꯝꯕꯤꯕꯁꯤꯡ ꯃꯇꯨꯡ ꯏꯟꯅ ꯆꯠꯈꯤꯕ ꯙꯔꯃꯒꯤ ꯑꯣꯏꯕ ꯀꯥꯡꯂꯨꯞ ꯑꯃꯗ ꯌꯥꯝꯅ ꯃꯌꯦꯛ ꯁꯦꯡꯅ ꯎꯠꯂꯤ꯫ ꯑꯁꯤꯒꯨꯝꯕ ꯋꯥꯔꯤ ꯑꯃꯗ ꯑꯦꯊꯔ ꯔꯦꯗꯤꯌꯦꯟꯁ ꯀꯦꯑꯣꯁ ꯑꯦꯕꯤꯁ ꯑꯃꯁꯨꯡ ꯏꯔꯦꯕꯁ ꯗꯥꯔ꯭ꯛꯅꯦꯁ ꯑꯁꯤ ꯀ꯭ꯔꯣꯅꯁ ꯇꯥꯏꯝ ꯋꯤꯗꯥꯎꯠ ꯑꯦꯟꯗꯗꯒꯤ ꯂꯥꯛꯈꯤꯕꯅꯤ꯫ ꯃꯗꯨꯒꯤ ꯃꯇꯨꯡꯗ ꯀ꯭ꯔꯣꯅꯁꯅ ꯑꯦꯊꯔꯒꯤ ꯃꯅꯨꯡꯗ ꯌꯦꯔꯨꯝ ꯑꯃ ꯁꯦꯝꯃꯤ ꯃꯗꯨꯗꯒꯤ ꯐꯥꯅꯦꯁ ꯃꯉꯥꯜ ꯄꯨꯔꯛꯅꯕ ꯂꯥꯛꯏ ꯂꯩꯔꯤꯕ ꯄꯨꯝꯅꯃꯛꯀꯤ ꯁꯦꯝꯕꯤꯕ ꯁꯅꯥꯒꯤ ꯃꯁꯥꯁꯤꯡ ꯑꯃꯁꯨꯡ ꯇꯣꯉꯥꯟ ꯇꯣꯉꯥꯟꯕ ꯁꯥꯁꯤꯡꯒꯤ ꯃꯀꯣꯛꯁꯤꯡ ꯂꯩꯕ ꯃꯉꯥꯜ ꯊꯣꯛꯄ ꯖꯤꯕ ꯑꯃꯅꯤ꯫ ꯐꯥꯅꯦꯁꯅ ꯅꯥꯏꯛꯁ ꯄꯣꯛꯏ ꯑꯃꯁꯨꯡ ꯐꯥꯅꯦꯁ ꯑꯃꯁꯨꯡ ꯅꯥꯏꯛꯁꯅ ꯃꯗꯨꯒꯤ ꯃꯇꯨꯡꯗ ꯌꯨꯔꯦꯅꯁ ꯍꯦꯚꯦꯟ ꯑꯁꯤ ꯃꯤꯔꯣꯜꯂꯤ꯫ ꯅꯥꯏꯛꯁꯅ ꯌꯨꯔꯦꯅꯁꯀꯤ ꯃꯆꯥꯅꯨꯄꯥ ꯀ꯭ꯔꯣꯅꯁ ꯑꯃꯁꯨꯡ ꯃꯗꯨꯒꯤ ꯃꯇꯨꯡꯗ ꯀ꯭ꯔꯣꯅꯁꯀꯤ ꯃꯆꯥꯅꯨꯄꯥ ꯖ꯭ꯌꯨꯁꯅ ꯑꯣꯂꯤꯝꯄꯤꯌꯟꯒꯤ ꯂꯥꯏꯁꯤꯡꯒꯤ ꯂꯩꯉꯥꯛꯄ ꯑꯣꯏꯔꯕ ꯃꯇꯨꯡꯗ ꯄꯥꯎꯇꯥꯛ ꯄꯤꯕ ꯃꯤꯑꯣꯏ ꯑꯃ ꯑꯣꯏꯅ ꯊꯕꯛ ꯇꯧꯔꯤ꯫ ꯑꯣꯔꯐꯤꯛ ꯁꯦꯝꯕꯒꯤ ꯋꯥꯔꯤꯒꯤ ꯑꯇꯣꯞꯄ ꯃꯑꯣꯡ ꯑꯃꯗ ꯅꯥꯏꯛꯁꯅ ꯌꯦꯔꯨꯝ ꯑꯃ ꯊꯥꯏ ꯃꯗꯨꯗꯒꯤ ꯐꯥꯅꯦꯁ ꯑꯃꯁꯨꯡ ꯑꯇꯣꯞꯄ ꯂꯥꯏꯁꯤꯡ ꯊꯣꯔꯛꯏ꯫ ꯁ꯭ꯀꯣꯂꯔ ꯈꯔꯅ ꯊꯥꯖꯩ ꯃꯗꯨꯗꯤ ꯅꯥꯏꯛꯁ ꯑꯁꯤ ꯑꯉꯟꯕ ꯑꯣꯔꯐꯤꯛꯀꯤ ꯊꯥꯖꯕꯗ ꯈ꯭ꯋꯥꯏꯗꯒꯤ ꯋꯥꯡꯕ ꯂꯥꯏ ꯑꯃ ꯑꯣꯏꯔꯝꯕ ꯌꯥꯏ꯫